ꯀꯟꯇꯦꯟꯃꯦꯟꯠ ꯖꯣꯟꯗ ꯆꯤꯟꯖꯥꯛ ꯌꯧꯍꯟꯕ ꯁꯤ ꯑꯦꯝꯒꯤ ꯔꯤꯂꯤꯐ ꯐꯟꯗꯒꯤ ꯃꯤꯌꯥꯝꯅ ꯃꯇꯦꯡ ꯄꯥꯡꯍꯟꯅꯤꯡꯏ ꯀꯣꯚꯤꯗꯀꯤ ꯑꯅꯤꯁꯨꯕ ꯋꯦꯚ ꯂꯥꯛꯁꯤꯟꯅꯕꯅꯤ ꯍꯥꯏꯗꯨꯅ ꯃꯅꯤꯄꯨꯔꯒꯤ ꯇꯝꯄꯥꯛꯀꯤ ꯗꯤꯁꯇ꯭ꯔꯤꯛꯠ ꯃꯉꯥ ꯑꯃꯁꯨꯡ ꯆꯤꯡꯒꯤ ꯗꯤꯁꯇ꯭ꯔꯤꯛꯠ ꯇꯥꯔꯦꯠ ꯇꯥ ꯀꯔꯐ꯭ꯌꯨ ꯊꯝꯖꯤꯜꯂꯛꯄ ꯅꯨꯃꯤꯠ ꯇꯔꯥ ꯃꯔꯤ ꯁꯨꯈ꯭ꯔꯦ꯫ ꯀꯔꯐ꯭ꯌꯨ ꯑꯁꯤꯒꯤ ꯃꯊꯛꯇ ꯀꯣꯚꯤꯗ ꯄꯣꯖꯤꯇꯤꯚ ꯑꯣꯏꯕ ꯌꯥꯎꯔꯛꯄꯁꯤ ꯃꯇꯦꯛ ꯃꯇꯦꯛ ꯀꯟꯇꯦꯟꯃꯦꯟꯠ ꯖꯣꯟ ꯂꯥꯎꯊꯣꯛꯇꯨꯅ ꯃꯤ ꯑꯃꯠꯇ ꯃꯄꯥꯟ ꯊꯣꯛꯍꯟꯗꯅꯕ ꯍꯣꯠꯅꯔꯤ꯫ ꯀꯔꯐ꯭ꯌꯨ ꯑꯃꯁꯨꯡ ꯀꯟꯇꯦꯟꯃꯦꯟꯠ ꯖꯣꯟꯅ ꯃꯔꯝ ꯑꯣꯏꯔꯗꯨꯅ ꯁꯨꯔꯒ ꯆꯥꯖꯕ ꯃꯤꯑꯣꯏ ꯀꯌꯥ ꯁꯥꯊꯤꯅ ꯑꯋꯥꯕ ꯅꯡꯂꯦ, ꯃꯤꯑꯣꯏ ꯂꯥꯈ ꯀꯌꯥ ꯊꯕꯛ ꯐꯪꯍꯟꯈꯤꯗ꯭ꯔꯦ꯫ ꯌꯨꯝꯗꯒꯤ ꯃꯄꯥꯟ ꯊꯣꯛꯅꯗꯅ ꯂꯩꯅꯕꯅ ꯑꯌꯥꯝꯕ ꯑꯣꯏꯕꯅ ꯁꯦꯜ-ꯊꯨꯝꯒꯤ ꯈꯨꯗꯣꯡꯆꯥꯗꯕ ꯃꯥꯌꯣꯛꯅꯔꯛꯄ, ꯆꯥꯅ-ꯊꯛꯅꯕ ꯄꯣꯠꯂꯝꯁꯤꯡ ꯂꯩꯁꯤꯜꯂꯛꯇꯕ ꯑꯃꯁꯨꯡ ꯑꯅꯥ ꯑꯌꯦꯛꯀꯤ ꯍꯤꯗꯥꯛ ꯂꯩꯅꯅꯕ ꯁꯦꯜ ꯂꯩꯇꯕꯒꯤ ꯑꯋꯥꯕ ꯃꯌꯥꯝ ꯑꯃꯁꯨꯡ ꯅꯡꯅꯔꯦ꯫ ꯑꯁꯤꯒꯨꯝꯕ ꯇꯥꯟꯐꯝ ꯑꯁꯤꯗ ꯂꯩꯀꯥꯏ ꯂꯩꯀꯥꯏꯗꯒꯤ ꯅꯥꯁꯣꯜ ꯄꯤꯛꯅ ꯂꯥꯎꯔꯛꯏ, ꯀꯣꯚꯤꯗꯅ ꯍꯥꯠꯇ꯭ꯔꯤꯉꯩꯗ ꯆꯥꯔꯥ ꯍꯦꯜꯂꯒ ꯁꯤꯗꯧꯔꯦ ꯍꯥꯏꯅ, ꯆꯨꯝꯃꯤ ꯑꯩꯈꯣꯏ ꯍꯧꯖꯤꯛ ꯁꯤꯕ ꯆꯪꯕꯒꯤ ꯂꯥꯟꯐꯝ ꯑꯃ ꯃꯥꯌꯣꯛꯅꯔꯤ꯫ ꯂꯥꯟ ꯑꯁꯤ ꯃꯤꯠꯅ ꯎꯕ ꯐꯪꯗꯕ ꯚꯥꯏꯔꯁ ꯑꯃꯒ ꯃꯌꯥꯝꯒꯅꯤ, ꯂꯥꯟꯐꯝ ꯑꯃꯗ ꯂꯥꯏꯔꯤꯛ ꯇꯝꯕꯒꯤ ꯅꯠꯇ꯭ꯔꯒ ꯊꯕꯛ ꯁꯨꯕ ꯐꯪꯗꯕꯒꯤ ꯅꯠꯇ꯭ꯔꯒ ꯆꯥꯔꯥ ꯍꯦꯟꯕꯒꯤ ꯃꯇꯥꯡꯗ ꯑꯩꯈꯣꯏꯅ ꯋꯥꯀꯠꯅꯤꯉꯥꯏ ꯑꯃꯠꯇ ꯂꯩꯇꯦ꯫ ꯃꯁꯤ ꯍꯥꯏꯗꯨꯅꯁꯨ ꯆꯤꯟꯖꯥꯛ ꯍꯥꯏꯕꯁꯤ ꯌꯥꯎꯗꯅ ꯂꯥꯟ ꯁꯣꯛꯅꯕꯁꯨ ꯉꯝꯂꯣꯏ, ꯂꯥꯟ ꯁꯣꯛꯅꯅꯕ ꯊꯧꯅꯥꯁꯨ ꯂꯩꯔꯣꯏ꯫ ꯆꯤꯟꯖꯥꯛ ꯍꯥꯏꯕꯁꯤꯗꯒꯤ ꯍꯦꯟꯕ ꯃꯤꯑꯣꯏꯕꯒꯤ ꯃꯍꯨꯠ ꯁꯤꯟꯕ ꯌꯥꯕ ꯄꯣꯠꯁꯛ ꯑꯃꯠꯇ ꯂꯩꯇꯦ꯫ ꯃꯅꯤꯄꯨꯔꯒꯤ ꯃꯤꯑꯣꯏ ꯂꯥꯈ ꯀꯨꯟꯊꯔꯥ ꯔꯣꯝ ꯑꯁꯤꯒꯤ ꯃꯅꯨꯡꯗ ꯆꯥꯗ ꯇꯔꯥ ꯔꯣꯝꯗꯤ ꯋꯥꯠꯇ-ꯄꯥꯗꯕ ꯃꯤ ꯑꯣꯏꯔꯝꯒꯅꯤ꯫ ꯑꯌꯥꯝꯕꯗꯤ ꯅꯣꯡꯃꯒꯤ ꯁꯨ-ꯅꯣꯝꯂꯨꯔꯒ ꯅꯠꯇ꯭ꯔꯒ ꯁꯤꯜꯂꯣꯂꯨꯔꯒ ꯐꯪꯂꯛꯄ ꯁꯦꯟꯐꯝ ꯈꯔꯗꯨꯅ ꯏꯃꯨꯡ ꯆꯂꯥꯏꯅꯔꯤꯕꯅꯤ꯫ ꯅꯨꯃꯤꯠ ꯇꯔꯥ ꯃꯔꯤ ꯅꯤꯗꯪ ꯂꯣꯛꯗꯥꯎ ꯇꯧꯈ꯭ꯔꯕ ꯇꯨꯡꯗ ꯍꯥꯟꯅꯗꯒꯤ ꯍꯧꯅ ꯃꯌꯨꯝꯗꯁꯨ ꯆꯦꯡ ꯈꯨꯌꯥ ꯑꯃꯐꯥꯎꯕ ꯂꯩꯇꯕ ꯏꯃꯨꯡꯁꯤꯡ ꯑꯗꯨꯅ ꯀꯣꯚꯤꯗ ꯊꯦꯡꯅꯁꯤ, ꯌꯨꯝꯗꯒꯤ ꯃꯄꯥꯟ ꯊꯣꯔꯛꯀꯅꯨ ꯍꯥꯏꯕ ꯌꯥꯕ ꯍꯧꯅꯗꯦ꯫ ꯃꯔꯝ ꯑꯗꯨꯅ ꯀꯔꯐ꯭ꯌꯨꯒꯤ ꯅꯠꯇ꯭ꯔꯒ ꯚꯥꯏꯔꯁꯀꯤ ꯑꯀꯤꯕ ꯂꯩꯔꯛꯇꯦ꯫ ꯃꯌꯨꯝꯗꯒꯤ ꯃꯄꯥꯟ ꯊꯣꯔꯛꯏ, ꯁꯤꯜꯂꯣꯕ ꯆꯠꯅꯔꯛꯏ꯫ ꯃꯁꯤꯅ ꯃꯔꯝ ꯑꯣꯏꯔꯗꯨꯅ ꯁ꯭ꯇꯦꯠ ꯑꯁꯤꯗ ꯀꯣꯚꯤꯗ-ꯇꯔꯥ ꯃꯥꯄꯟ ꯄꯣꯖꯤꯇꯤꯚ ꯑꯣꯏꯕꯒꯤ ꯃꯁꯤꯡ ꯍꯦꯟꯒꯠꯂꯛꯏ, ꯑꯗꯨꯒ ꯃꯤꯑꯣꯏ ꯀꯌꯥ ꯑꯃꯅ ꯇꯦꯁꯠ ꯇꯧꯊꯣꯛꯇꯅ ꯂꯣꯠꯁꯤꯜꯂꯒ ꯃꯌꯨꯝꯗ ꯋꯅꯥ ꯈꯥꯡꯅꯔꯤ꯫ ꯆꯥꯔꯥ ꯍꯦꯟꯕꯒꯤ ꯑꯋꯥꯕ ꯈꯥꯡꯂꯤꯕ ꯏꯃꯨꯡ ꯑꯃ ꯌꯨꯝꯗꯒꯤ ꯃꯄꯥꯟ ꯊꯣꯛꯍꯟꯗꯅꯕꯒꯤ ꯑꯃꯠꯇ ꯉꯥꯏꯔꯕ ꯄꯥꯝꯕꯩꯗꯤ ꯏꯃꯨꯡ ꯑꯗꯨꯗ ꯆꯥꯅ-ꯊꯛꯅꯕ ꯄꯣꯠꯂꯝ ꯌꯧꯍꯟꯕꯗꯨꯅꯤ꯫ ꯊꯧꯁꯤꯜ ꯑꯁꯤ ꯀꯅꯥꯅꯥ ꯆꯠꯅꯍꯟꯅꯕ ꯊꯧꯔꯥꯡ ꯇꯧꯔꯤꯕꯒꯦ, ꯊꯧꯔꯥꯡ ꯑꯁꯤ ꯍꯦꯛ ꯇꯧꯗ꯭ꯔꯤꯕ ꯐꯥꯎꯕ ꯀꯣꯚꯤꯗ-ꯇꯔꯥ ꯃꯥ ꯊꯦꯡꯅꯕ ꯉꯝꯂꯣꯏ꯫ ꯑꯩꯈꯣꯏ ꯄꯨꯝꯅꯃꯛꯅ ꯀꯣꯚꯤꯗ ꯇꯔꯥ ꯃꯥꯄꯟꯒꯤ ꯁꯦꯀꯦꯟꯗ ꯋꯦꯚ ꯑꯁꯤ ꯃꯥꯏꯊꯤꯕ ꯄꯤꯗꯕ ꯁꯨꯡꯌꯥ ꯌꯥꯗꯕꯅꯤ꯫ ꯃꯁꯤꯕꯨ ꯃꯥꯏꯊꯤꯕ ꯄꯤꯕꯗ ꯆꯪꯂꯤꯕ ꯃꯆꯥꯛꯁꯤꯡ ꯐꯦꯁ ꯃꯥꯁꯛ ꯅꯤꯡꯊꯤꯅ ꯎꯞꯄ, ꯐꯤꯠ ꯇꯔꯨꯛ ꯀꯤ ꯑꯔꯥꯞꯄ ꯊꯝꯅꯕ, ꯁꯥꯄꯣꯟꯅ ꯈꯨꯠ-ꯁꯥ ꯇꯣꯏꯅ ꯍꯥꯝꯕ, ꯀꯣꯚꯤꯗ-ꯇꯔꯥ ꯃꯥꯄꯟ ꯚꯦꯛꯁꯤꯟ ꯀꯥꯞꯊꯣꯛꯍꯧꯕ ꯑꯃꯁꯨꯡ ꯆꯤꯟꯖꯥꯛ ꯐꯪꯍꯟꯕ ꯍꯥꯏꯕꯁꯤꯅꯤ꯫ ꯐꯦꯁ ꯃꯥꯁꯛ ꯅꯤꯡꯊꯤꯅ ꯑꯃꯁꯨꯡ ꯆꯦꯛꯁꯤꯟꯅ ꯎꯞꯄ ꯍꯥꯏꯕꯁꯤꯅ ꯀꯣꯚꯤꯗ ꯇꯔꯥ ꯃꯥꯄꯟ ꯒꯤ ꯚꯦꯛꯁꯤꯟ ꯀꯥꯞꯄꯗꯤ ꯍꯦꯟꯅ ꯐꯩ ꯍꯥꯏꯕꯁꯤ ꯑꯩꯈꯣꯏ ꯈꯪꯃꯤꯟꯅꯁꯤ꯫ ꯌꯨꯝꯗꯒꯤ ꯃꯄꯥꯟ ꯊꯣꯛꯄꯗ ꯐꯦꯁ ꯃꯥꯁꯛ ꯎꯞꯄ, ꯁꯣꯁꯤꯌꯦꯜ ꯗꯤꯁ꯭ꯇꯦꯟꯁꯤꯡ ꯉꯥꯛꯄ ꯑꯃꯁꯨꯡ ꯈꯨꯠ-ꯁꯥ ꯇꯣꯏꯅ ꯍꯥꯝꯕ ꯍꯥꯏꯕꯁꯤꯗꯤ ꯑꯩꯈꯣꯏꯒꯤ ꯃꯤꯌꯥꯝꯅ ꯂꯧꯖꯒꯗꯕ ꯊꯧꯗꯥꯡꯅꯤ ꯑꯗꯨꯕꯨ ꯆꯤꯟꯖꯥꯛ ꯐꯪꯍꯟꯕ ꯍꯥꯏꯕꯁꯤꯗꯤ ꯂꯩꯉꯥꯛ ꯅꯠꯇ꯭ꯔꯒ ꯀꯅꯥꯒꯨꯝꯕ ꯃꯇꯤꯛ ꯃꯌꯥꯏ ꯂꯩꯕ ꯀꯥꯡꯕꯨꯒꯤ ꯊꯧꯗꯥꯡ ꯑꯣꯏꯐꯝ ꯊꯣꯛꯏ꯫ ꯑꯁꯤꯒꯨꯝꯕ ꯁꯤꯕ ꯆꯪꯕꯒꯤ ꯂꯥꯟ ꯑꯃ ꯊꯦꯡꯅꯔꯤꯉꯩ ꯆꯩꯔꯛ ꯑꯁꯤꯗ ꯌꯥꯏꯇꯣꯡ ꯐꯝꯗꯣꯡꯕ, ꯅꯨꯡꯉꯥꯏ ꯌꯥꯏꯐꯕ ꯏꯃꯨꯡꯁꯤꯡꯅ ꯑꯆꯧꯕ ꯊꯧꯗꯥꯡ ꯂꯧꯐꯝ ꯊꯣꯛꯏ꯫